ꯑꯣꯔꯒꯥꯅꯤꯛ ꯐꯨꯠ ꯀꯝꯄꯦꯅꯤ ꯑꯃꯒꯤꯗꯃꯛ ꯂꯣꯒꯣ ꯑꯃꯥ ꯗꯤꯖꯥꯏꯟ ꯇꯧꯒꯗꯕꯅꯤ꯫ ꯑꯔꯇꯤꯐꯤꯁꯦꯜ ꯏꯟꯇꯤꯂꯤꯖꯦꯟꯁ ꯑꯃꯥ ꯑꯣꯏꯅꯥ ꯑꯩꯍꯥꯛꯅꯥ ꯒ꯭ꯔꯥꯐꯤꯛꯁ ꯗꯤꯖꯥꯏꯟ ꯇꯧꯕꯥ ꯅꯠꯇ꯭ꯔꯒꯥ ꯁꯦꯝꯕꯥ ꯉꯝꯗꯦ, ꯑꯗꯨꯕꯨ ꯑꯣꯔꯒꯥꯅꯤꯛ ꯐꯨꯗ ꯀꯝꯄꯦꯅꯤꯒꯤ ꯂꯣꯒꯣ ꯑꯃꯥ ꯁꯦꯝꯕꯗꯥ ꯁꯤꯖꯤꯟꯅꯕꯥ ꯌꯥꯕꯥ ꯋꯥꯈꯜꯂꯣꯟ ꯈꯔꯥ ꯑꯩꯍꯥꯛꯅꯥ ꯁꯖꯦꯁ ꯇꯧꯕꯥ ꯌꯥꯏ꯫ ꯃꯈꯥꯗꯥ ꯋꯥꯈꯜꯂꯣꯟ ꯈꯔꯥ ꯄꯤꯔꯤ: ꯂꯣꯒꯣ ꯑꯁꯤꯅꯥ ꯆꯤꯟꯖꯥꯛꯀꯤ ꯃꯍꯧꯁꯥꯒꯤ ꯑꯣꯏꯕꯥ, ꯑꯣꯔꯒꯥꯅꯤꯛ ꯑꯣꯏꯕꯥ ꯃꯑꯣꯡ ꯑꯗꯨꯗꯥ ꯑꯀꯟꯕꯥ ꯋꯥꯐꯝ ꯊꯝꯅꯕꯥ ꯃꯍꯩ-ꯃꯔꯣꯡ, ꯎꯍꯩ-ꯋꯥꯍꯩ ꯅꯠꯇ꯭ꯔꯒꯥ ꯆꯦꯡꯒꯤ ꯏꯆꯝ ꯆꯝꯕꯥ, ꯈꯨꯠꯅꯥ ꯁꯥꯕꯥ ꯔꯤꯄ꯭ꯔꯖꯦꯟꯇꯦꯁꯟ ꯑꯃꯥ ꯌꯥꯎꯕꯥ ꯌꯥꯏ꯫ ꯃꯍꯧꯁꯥ ꯑꯃꯁꯨꯡ ꯑꯣꯔꯒꯥꯅꯤꯛ, ꯍꯛꯆꯥꯡ ꯐꯅꯥ ꯂꯩꯅꯕꯥ ꯆꯤꯟꯖꯥꯛꯁꯤꯡꯒꯤ ꯋꯥꯈꯜꯂꯣꯟ ꯑꯗꯨ ꯍꯦꯟꯅꯥ ꯃꯄꯥꯡꯒꯜ ꯀꯟꯈꯠꯍꯟꯅꯕꯥ ꯂꯣꯒꯣꯗꯥ ꯒ꯭ꯔꯤꯟ ꯑꯃꯁꯨꯡ ꯕ꯭ꯔꯥꯎꯟꯒꯨꯝꯕꯥ ꯃꯥꯂꯦꯝꯒꯤ ꯃꯆꯨꯁꯤꯡ ꯁꯤꯖꯤꯟꯅꯕꯥ ꯌꯥꯏ꯫ ꯑꯇꯣꯞꯄꯥ ꯑꯦꯄ꯭ꯔꯣꯆ ꯑꯃꯅꯥ ꯇꯦꯛꯁ ꯀꯤ ꯗꯤꯖꯥꯏꯅꯗꯥ ꯌꯥꯎꯕꯥ ꯄꯥꯝꯕꯤ ꯅꯠꯇ꯭ꯔꯒꯥ ꯄꯥꯝꯕꯤ ꯑꯃꯒꯥ ꯂꯣꯏꯅꯅ ꯁꯦꯡꯂꯕꯥ, ꯈ꯭ꯋꯥꯏꯗꯒꯤ ꯅꯦꯝꯕꯥ ꯗꯤꯖꯥꯏꯟ ꯁꯤꯖꯤꯟꯅꯕꯥ, ꯆꯤꯟꯖꯥꯛ ꯑꯁꯤ ꯃꯍꯧꯁꯥꯒꯤ ꯑꯣꯏꯕꯥ ꯑꯃꯁꯨꯡ ꯍꯛꯆꯥꯡ ꯐꯅꯥ ꯂꯩ ꯍꯥꯏꯕꯁꯤꯗꯥ ꯑꯀꯟꯕꯥ ꯋꯥꯐꯝ ꯊꯝꯕꯥ ꯌꯥꯏ꯫ ꯇ꯭ꯔꯦꯟꯗꯤ ꯑꯣꯏꯕꯥ ꯋꯥꯈꯜꯂꯣꯟ ꯑꯃꯗꯤ ꯇꯣꯉꯥꯟ ꯇꯣꯉꯥꯟꯕꯥ ꯄꯥꯝꯕꯤ ꯅꯠꯇ꯭ꯔꯒꯥ ꯎꯍꯩ-ꯋꯥꯍꯩꯁꯤꯡꯒꯤ ꯏꯂꯨꯁꯇ꯭ꯔꯦꯁꯟꯁꯤꯡꯅꯥ ꯀꯨꯞꯁꯤꯜꯂꯕꯥ ꯁꯦꯟꯇꯔꯗꯥ ꯀꯝꯄꯦꯅꯤꯒꯤ ꯃꯃꯤꯡ ꯌꯥꯎꯕꯥ ꯑꯉꯧꯕꯥ ꯃꯆꯨꯒꯤ ꯃꯉꯥꯜ ꯌꯥꯎꯕꯥ ꯁꯦꯠꯄꯥ ꯏꯆꯝ ꯆꯝꯕꯥ, ꯁꯔꯀꯨꯂꯥꯔ ꯅꯠꯇ꯭ꯔꯒꯥ ꯑꯣꯚꯜ ꯃꯑꯣꯡꯒꯤ ꯂꯣꯒꯣ ꯑꯃꯥ ꯁꯤꯖꯤꯟꯅꯕꯁꯨ ꯌꯥꯏ꯫ ꯍꯥꯏꯔꯤꯕꯥ ꯑꯁꯤ ꯑꯣꯔꯒꯥꯅꯤꯛ ꯐꯨꯗ ꯀꯝꯄꯦꯅꯤ ꯑꯃꯒꯤꯗꯃꯛ ꯑꯗꯣꯝꯒꯤ ꯂꯣꯒꯣ ꯗꯤꯖꯥꯏꯟ ꯇꯧꯕꯗꯥ ꯏꯊꯤꯜ ꯄꯤꯅꯕꯥ ꯁꯖꯦꯁꯟ ꯈꯔꯈꯛꯇꯅꯤ꯫ ꯈ꯭ꯋꯥꯏꯗꯒꯤ ꯃꯔꯨꯑꯣꯏꯕꯥ ꯃꯁꯛ ꯑꯁꯤ ꯀꯝꯄꯦꯅꯤ ꯑꯁꯤꯅꯥ ꯃꯍꯧꯁꯥꯒꯤ ꯑꯣꯏꯕꯥ, ꯍꯛꯆꯥꯡ ꯐꯅꯥ ꯂꯩꯅꯕꯥ ꯑꯣꯔꯒꯥꯅꯤꯛ ꯆꯤꯟꯖꯥꯛꯁꯤꯡꯕꯨ ꯃꯔꯨ ꯑꯣꯏꯅꯥ ꯂꯧꯏ ꯍꯥꯏꯕꯥ ꯋꯥꯈꯜꯂꯣꯟ ꯑꯁꯤ ꯌꯧꯍꯟꯕꯅꯤ, ꯑꯃꯁꯨꯡ ꯑꯆꯨꯝꯕꯥ ꯃꯆꯨ, ꯒ꯭ꯔꯥꯐꯤꯛꯁ ꯑꯃꯁꯨꯡ ꯑꯄꯨꯟꯕꯥ ꯗꯤꯖꯥꯏꯟꯒꯤ ꯋꯥꯈꯜꯂꯣꯟ ꯑꯁꯤꯅꯥ ꯄꯥꯎꯖꯦꯜ ꯑꯁꯤ ꯃꯌꯦꯛ ꯁꯦꯡꯅꯥ ꯇꯥꯛꯄꯗꯥ ꯃꯇꯦꯡ ꯄꯥꯡꯕꯥ ꯉꯝꯒꯅꯤ꯫ ꯋꯦꯕꯇꯥ ꯁꯥꯔꯆ ꯇꯧꯕꯤꯌꯨ ꯑꯃꯁꯨꯡ ꯃꯦꯟ ꯍꯣꯇꯦꯜꯒꯤ ꯃꯀꯣꯛ ꯊꯣꯡꯕꯥ ꯔꯦꯇꯤꯡ ꯂꯩꯕꯥ ꯏꯇꯥꯂꯤꯒꯤ ꯔꯦꯁꯇꯣꯔꯦꯟꯇ ꯃꯉꯥ ꯂꯤꯁ ꯇꯧꯕꯤꯌꯨ꯫ ꯂꯧꯋꯤꯁ ꯑꯥꯔꯇꯨꯁꯤ: ꯃꯁꯤ ꯋꯦꯁ ꯚꯤꯂꯦꯖꯗꯥ ꯂꯩꯕꯥ ꯏꯇꯥꯂꯤꯒꯤ ꯔꯦꯁꯇꯣꯔꯦꯟꯇ ꯑꯃꯅꯤ ꯃꯁꯤꯅꯥ ꯏꯂꯤꯒꯦꯟꯇ, ꯃꯣꯗ꯭ꯔꯟ ꯑꯃꯁꯨꯡ ꯏꯟꯚꯦꯟꯇꯤꯕ ꯏꯇꯥꯂꯤꯒꯤ ꯆꯥꯛꯆꯥ-ꯏꯊꯛꯁꯤꯡꯗꯥ ꯃꯤꯠꯌꯦꯡ ꯊꯝꯂꯤ꯫ ꯃꯥꯔꯦꯌꯥ: ꯁꯦꯟꯇ꯭ꯔꯦꯜ ꯄꯥꯛ ꯁꯥꯎꯠꯇꯥ ꯂꯩꯕꯥ, ꯃꯁꯤ ꯁꯃꯨꯗ꯭ꯔꯒꯤ ꯆꯥꯛ ꯑꯃꯁꯨꯡ ꯏꯇꯥꯂꯤꯒꯤ ꯆꯥꯛꯆꯥ-ꯏꯊꯛꯁꯤꯡꯗꯥ ꯑꯈꯟꯅꯕꯥ ꯃꯤꯠꯌꯦꯡ ꯊꯝꯕꯥ ꯃꯤꯆꯦꯂꯤꯟ ꯁ꯭ꯇꯥꯔ ꯑꯅꯤꯒꯤ ꯔꯦꯁꯇꯣꯔꯦꯟꯇ ꯑꯃꯅꯤ, ꯃꯁꯤꯗꯥ ꯑꯅꯧꯕꯥ ꯆꯥꯛꯁꯪꯁꯤꯡ ꯄꯤꯔꯤ꯫ ꯏꯜ ꯃꯨꯂꯤꯅꯣ ꯅ꯭ꯌꯨ ꯌꯣꯔꯛ ꯗꯥꯎꯟꯇꯥꯎꯟ: ꯒ꯭ꯔꯤꯟ ꯚꯤꯆ ꯚꯤꯂꯦꯖꯗꯥ ꯂꯩꯕꯥ ꯃꯃꯤꯡ ꯂꯩꯔꯕꯥ ꯏꯜ ꯃꯨꯂꯤꯅꯣ ꯀꯥꯡꯂꯨꯞꯀꯤ ꯁꯥꯈꯥ ꯑꯁꯤꯅꯥ ꯏꯂꯤꯒꯦꯟꯇ ꯁꯦꯇꯤꯡ ꯑꯃꯗꯥ ꯀ꯭ꯂꯥꯁꯤꯛ ꯑꯞꯁꯀꯦꯜ ꯏꯇꯥꯂꯤꯒꯤ ꯆꯥꯛꯆꯥ-ꯏꯊꯛꯁꯤꯡ ꯄꯤꯔꯤ꯫ ꯂꯤꯂꯤꯌꯥ: ꯂꯤꯂꯤꯌꯥ ꯑꯁꯤ ꯋꯤꯂꯤꯌꯝꯁꯕ꯭ꯔꯛꯇꯥ ꯂꯩ ꯑꯃꯁꯨꯡ ꯃꯁꯤꯅꯥ ꯏꯇꯥꯂꯤꯒꯤ ꯁ꯭ꯇꯦꯄꯜꯁꯤꯡ ꯑꯃꯁꯨꯡ ꯊꯥꯖꯗꯕꯥ ꯄꯣꯠꯂꯝꯁꯤꯡꯒꯥ ꯄꯨꯟꯁꯤꯟꯅꯗꯨꯅꯥ ꯃꯦꯅꯨ ꯑꯃꯥ ꯄꯤꯔꯤ, ꯃꯁꯤꯅꯥ ꯃꯔꯝ ꯑꯣꯏꯗꯨꯅꯥ ꯇ꯭ꯔꯦꯗꯤꯁꯅꯦꯜ ꯏꯇꯥꯂꯤꯒꯤ ꯆꯥꯛꯁꯪꯁꯤꯡꯗꯥ ꯑꯅꯧꯕꯥ ꯊꯧꯑꯣꯡ ꯑꯃꯥ ꯄꯨꯔꯛꯏ꯫